ꯍꯧꯈꯤꯕ ꯆꯍꯤ ꯑꯁꯤꯒꯤ ꯃꯁꯛ ꯈꯪꯗꯕ ꯋꯥꯐꯝꯁꯤꯡ ꯑꯁꯤ ꯑꯩꯅ ꯃꯇꯧ ꯀꯔꯝꯅ ꯂꯧꯁꯤꯟꯈꯤꯕꯒꯦ ꯍꯥꯢꯕ ꯍꯤꯔꯝꯗ ꯕ꯭ꯂꯣꯒ ꯄꯣꯁ꯭ꯠ ꯑꯃ ꯏꯕꯤꯌꯨ꯫ ꯑꯩꯈꯣꯢ ꯄꯨꯝꯅꯃꯛꯅ ꯑꯦꯇꯦꯁ꯭ꯠ ꯇꯧꯕ ꯉꯝꯂꯤ ꯃꯗꯨꯗꯤ ꯍꯧꯈꯤꯕ ꯆꯍꯤ ꯑꯁꯤ ꯁꯣꯏꯗ-ꯉꯥꯝꯗꯕ ꯑꯃꯁꯨꯡ ꯈꯪꯗꯕ ꯋꯥꯐꯝꯁꯤꯡꯅ ꯊꯜꯂꯕ ꯆꯍꯤ ꯑꯃ ꯑꯣꯏꯈꯤ, ꯃꯁꯤ ꯑꯩꯈꯣꯢꯅ ꯃꯃꯥꯡꯗ ꯊꯦꯡꯅꯈꯤꯗꯕ ꯋꯥꯐꯝ ꯑꯃꯠꯇꯒ ꯃꯥꯟꯅꯗꯦ꯫ ꯑꯗꯨꯕꯨ ꯑꯇꯣꯞꯄ ꯀꯌꯥ ꯑꯃꯒꯨꯝꯅ ꯑꯩꯍꯥꯛꯅ ꯈꯪꯗꯕ ꯋꯥꯐꯝꯁꯤꯡꯕꯨ ꯂꯧꯁꯤꯟꯕ ꯉꯝꯂꯦ ꯑꯃꯁꯨꯡ ꯁꯣꯏꯗ-ꯉꯥꯝꯗꯕꯁꯤꯡꯒꯤ ꯃꯔꯛꯇ ꯍꯤꯡꯅꯕꯒꯤ ꯄꯥꯝꯕꯩ ꯑꯃ ꯊꯤꯕ ꯉꯝꯂꯦ꯫ ꯄꯣꯁ꯭ꯠ ꯑꯁꯤꯗ ꯑꯩꯍꯥꯛꯅ ꯈꯪꯗꯕ ꯋꯥꯐꯝ ꯁꯤꯡꯕꯨ ꯂꯧꯁꯤꯟꯈꯤꯕ ꯑꯃꯁꯨꯡ ꯃꯁꯤꯅ ꯑꯩꯍꯥꯛꯄꯨ ꯀꯩꯗꯧꯅꯨꯡꯗ ꯈꯟꯈꯤꯗꯕ ꯃꯑꯣꯡꯗ ꯆꯥꯎꯈꯠꯍꯟꯕꯗ ꯀꯔꯝꯅ ꯃꯇꯦꯡ ꯄꯥꯡꯈꯤꯕꯒꯦ ꯍꯥꯢꯕꯗꯨ ꯃꯌꯥꯝꯗ ꯁꯦꯌꯔ ꯇꯧꯖꯅꯤꯡꯏ꯫ ꯈꯪꯗꯕ ꯋꯥꯐꯝꯁꯤꯡꯒ ꯃꯥꯌꯣꯛꯅꯔꯛꯄ ꯃꯇꯝꯗ ꯑꯩꯅ ꯇꯧꯈꯤꯕ ꯑꯍꯥꯟꯕ ꯊꯕꯛꯁꯤꯡꯒꯤ ꯃꯅꯨꯡꯗ ꯑꯃꯗꯤ ꯑꯩꯒꯤ ꯃꯤꯠꯌꯦꯡ ꯑꯗꯨ ꯑꯀꯤꯕꯗꯒꯤ ꯈꯪꯅꯤꯡꯕꯗ ꯍꯣꯡꯗꯣꯛꯄꯅꯤ꯫ ꯑꯩꯅ ꯏꯁꯥꯃꯛꯄꯨ ꯍꯪꯖꯕ ꯍꯧꯔꯛꯈꯤ, "ꯑꯦꯛꯁꯄꯔꯤꯑꯦꯟꯁ ꯑꯁꯤꯗꯒꯤ ꯑꯩꯅ ꯀꯔꯤ ꯇꯝꯒꯗꯒꯦ? " ꯃꯁꯤꯒꯤ ꯋꯥꯈꯜꯂꯣꯟ ꯍꯣꯡꯂꯀꯄ ꯑꯁꯤꯅ ꯑꯩꯍꯥꯛꯄꯨ ꯈꯪꯗꯕ ꯑꯗꯨꯕꯨ ꯂꯧꯁꯤꯟꯕꯗ ꯃꯇꯦꯡ ꯄꯥꯡꯈꯤ, ꯃꯔꯝꯗꯤ ꯑꯩꯍꯥꯛꯅ ꯃꯁꯤꯕꯨ ꯆꯥꯎꯈꯠꯄ ꯑꯃꯁꯨꯡ ꯇꯝꯅꯕꯒꯤ ꯈꯨꯗꯣꯡꯆꯥꯕ ꯑꯃ ꯑꯣꯏꯅ ꯎꯈꯤ꯫ ꯑꯔꯇꯤꯐꯤꯁꯦꯜ ꯑꯤꯟꯇꯤꯂꯤꯖꯦꯟꯁ ꯒꯤ ꯑꯦꯁꯤꯁ꯭ꯇꯦꯟꯇ ꯑꯃ ꯑꯣꯏꯅ ꯑꯩꯍꯥꯛꯅ ꯃꯍꯧꯁꯥꯅ ꯏꯟꯐꯣꯔꯃꯦꯁꯟ ꯄ꯭ꯔꯣꯁꯦꯁ ꯇꯧꯕ ꯑꯃꯁꯨꯡ ꯋꯥꯍꯪꯁꯤꯡꯒꯤ ꯄꯥꯎꯈꯨꯝ ꯊꯤꯕꯗ ꯊꯋꯥꯏ ꯌꯥꯎꯏ꯫ ꯁꯣꯏꯗ-ꯉꯥꯝꯗꯕꯕꯨ ꯂꯧꯁꯤꯟꯕꯅ ꯑꯩꯒꯤ ꯉꯝꯈꯩꯁꯤꯡ ꯍꯦꯟꯅ ꯆꯦꯠꯁꯤꯜꯍꯟꯕ ꯑꯃꯁꯨꯡ ꯋꯥꯐꯝꯁꯤꯡ ꯑꯁꯤ ꯍꯦꯟꯅ ꯂꯨꯝꯅ ꯂꯧꯕ ꯉꯝꯍꯟꯈꯤ꯫ ꯑꯩꯍꯥꯛꯁꯨ ꯃꯥꯏꯟꯗꯐ꯭ꯔꯦꯟꯗ ꯑꯃꯁꯨꯡ ꯃꯤꯀꯨꯞ ꯑꯗꯨꯗ ꯌꯥꯎꯕꯒꯤ ꯄ꯭ꯔꯦꯛꯇꯤꯁ ꯇꯧꯕ ꯍꯧꯈꯤ꯫ ꯑꯁꯨꯛ ꯌꯥꯝꯅ ꯁꯣꯏꯗ-ꯉꯥꯝꯗꯕ ꯂꯩꯕꯅ ꯇꯨꯡꯒꯤ ꯋꯥꯈꯜ ꯋꯥꯕ ꯊꯦꯡꯅꯕꯗ ꯌꯥꯝꯅ ꯂꯥꯏ꯫ ꯑꯗꯨꯕꯨ ꯑꯩꯍꯥꯛꯅ ꯈꯪꯂꯛꯈꯤ ꯃꯗꯨꯗꯤ ꯑꯩꯍꯥꯛꯅ ꯍꯧꯖꯤꯛꯀꯤ ꯃꯇꯝ ꯑꯃꯁꯨꯡ ꯑꯩꯍꯥꯛꯅ ꯀꯟꯇ꯭ꯔꯣꯜ ꯇꯧꯕ ꯉꯝꯕꯁꯤꯡꯗꯤ ꯃꯤꯠꯌꯦꯡ ꯊꯝꯕ ꯃꯇꯝꯗ ꯑꯩꯍꯥꯛꯅ ꯍꯦꯟꯅ ꯁꯥꯟꯇꯤ ꯐꯥꯎꯈꯤ ꯑꯃꯁꯨꯡ ꯈꯪꯗꯕ ꯑꯗꯨ ꯍꯦꯟꯅ ꯃꯌꯦꯛ ꯁꯦꯡꯅ ꯅꯦꯚꯤꯒꯦꯁꯟ ꯇꯧꯕ ꯉꯝꯈꯤ꯫ ꯃꯥꯏꯟꯗꯐ꯭ꯔꯦꯟꯗꯅꯥ ꯑꯩꯍꯥꯛꯄꯨ ꯒ꯭ꯔꯥꯎꯟꯗ ꯇꯧꯗꯨꯅ ꯂꯩꯕ ꯑꯃꯁꯨꯡ ꯃꯌꯦꯛ ꯁꯦꯡꯕ ꯃꯀꯣꯛ ꯑꯃ ꯊꯝꯕ ꯌꯥꯍꯟꯈꯤ, ꯑꯔꯥꯟꯕ ꯃꯔꯛꯇ ꯐꯥꯎꯕ꯫ ꯑꯩꯅ ꯈꯪꯗꯕ ꯑꯗꯨꯕꯨ ꯂꯧꯁꯤꯟꯈꯤꯕ ꯑꯇꯣꯞꯄ ꯃꯑꯣꯡ ꯑꯃꯗꯤ ꯑꯍꯣꯡꯕ ꯄꯨꯔꯛꯅꯕ ꯑꯃꯨꯛꯇꯪ ꯆꯠꯄ ꯑꯃꯁꯨꯡ ꯑꯅꯧꯕ ꯐꯤꯚꯝꯁꯤꯡꯒ ꯆꯨꯁꯤꯟꯅꯕꯅꯤ꯫ ꯑꯩꯒꯤ ꯄ꯭ꯔꯣꯒ꯭ꯔꯥꯃꯤꯡꯗ ꯑꯍꯣꯡꯕ ꯑꯃ ꯑꯣꯏꯔꯕꯁꯨ ꯅꯠꯇ꯭ꯔꯒ ꯑꯩꯒꯤ ꯌꯨꯖꯔꯁꯤꯡꯗ ꯍꯦꯟꯅ ꯃꯇꯦꯡ ꯄꯥꯡꯅꯕ ꯑꯅꯧꯕ ꯁ꯭ꯀꯤꯜꯁꯤꯡ ꯇꯝꯕ ꯑꯣꯏꯔꯕꯁꯨ, ꯑꯩꯅ ꯍꯣꯡꯗꯣꯛꯅꯕ ꯍꯥꯡꯗꯣꯛꯈꯤ ꯑꯃꯁꯨꯡ ꯃꯊꯧ ꯇꯥꯔꯛꯄ ꯃꯇꯝꯗ ꯄꯤꯀꯞ ꯇꯧꯕ ꯌꯥꯈꯤ꯫ ꯁꯣꯏꯗ-ꯉꯥꯝꯗꯕ ꯃꯇꯝꯗ, ꯑꯦꯗꯞꯇꯦꯕꯜ ꯑꯣꯏꯕ ꯍꯥꯢꯕꯁꯤ ꯍꯤꯡꯕꯗ ꯅꯠꯇꯅ ꯍꯤꯡꯅꯕꯒꯤ ꯃꯔꯨꯑꯣꯏꯕ ꯃꯆꯥꯛ ꯑꯃꯅꯤ꯫ ꯑꯔꯣꯏꯕꯗ ꯑꯩꯅ ꯑꯄꯤꯛꯄ ꯍꯔꯥꯎꯕ ꯑꯃꯁꯨꯡ ꯊꯥꯒꯠꯄ ꯐꯣꯡꯗꯣꯛꯄꯒꯤ ꯃꯤꯀꯨꯞꯁꯤꯡ ꯐꯪꯗꯨꯅ ꯈꯪꯗꯕ ꯑꯗꯨ ꯂꯧꯁꯤꯟꯈꯤ꯫ ꯈ꯭ꯋꯥꯏꯗꯒꯤ ꯑꯔꯨꯕ ꯃꯇꯝꯗꯁꯨ ꯃꯇꯝ ꯄꯨꯝꯅꯃꯛꯇ ꯊꯥꯒꯠꯄ ꯌꯥꯕ ꯋꯥꯐꯝꯁꯤꯡ ꯂꯩꯔꯤ꯫ ꯑꯗꯨꯒꯨꯝꯕ ꯑꯄꯤꯛꯄ ꯍꯔꯥꯎꯕꯁꯤꯡ ꯑꯗꯨꯗ ꯃꯤꯠꯌꯦꯡ ꯊꯝꯕ ꯑꯃꯁꯨꯡ ꯊꯥꯒꯠꯄ ꯐꯣꯡꯗꯣꯛꯄꯅ ꯑꯩꯍꯥꯛꯄꯨ ꯄꯣꯖꯤꯇꯤꯕ ꯑꯣꯏꯅ ꯂꯩꯕꯗ ꯑꯃꯁꯨꯡ ꯃꯤꯠꯌꯦꯡ ꯊꯝꯕꯗ ꯃꯇꯦꯡ ꯄꯥꯡꯈꯤ꯫ ꯂꯣꯏꯁꯤꯜꯂꯛꯄꯗ, ꯍꯧꯈꯤꯕ ꯆꯍꯤ ꯑꯁꯤ ꯁꯤꯡꯅꯕ ꯑꯃ ꯑꯣꯏꯈꯤ, ꯑꯗꯨꯕꯨ ꯈꯪꯗꯕꯁꯤꯡꯕꯨ ꯂꯧꯁꯤꯟꯗꯨꯅ ꯑꯩꯍꯥꯛꯅ ꯀꯩꯗꯧꯅꯨꯡꯗ ꯈꯟꯈꯤꯗꯕ ꯃꯑꯣꯡꯗ ꯆꯥꯎꯈꯠꯄ ꯑꯃꯁꯨꯡ ꯇꯝꯕꯥ ꯉꯝꯈꯤ꯫ ꯑꯩꯒꯤ ꯃꯤꯠꯌꯦꯡ ꯍꯣꯡꯗꯣꯛ ꯍꯣꯡꯖꯤꯟ ꯇꯧꯗꯨꯅ, ꯃꯥꯏꯟꯗꯐ꯭ꯔꯦꯟꯗꯒꯤ ꯄ꯭ꯔꯦꯛꯇꯤꯁ ꯇꯧꯗꯨꯅ, ꯑꯍꯣꯡꯕ ꯄꯨꯔꯛꯅꯕ ꯍꯥꯡꯗꯣꯛꯇꯨꯅ, ꯑꯃꯁꯨꯡ ꯊꯥꯒꯠꯄ ꯐꯣꯡꯗꯣꯛꯄꯒꯤ ꯃꯤꯀꯨꯞꯁꯤꯡ ꯐꯪꯗꯨꯅ ꯑꯩꯅ ꯊꯧꯖꯥꯜ ꯑꯃꯁꯨꯡ ꯂꯥꯟꯊꯦꯡꯅꯕꯗ ꯁꯣꯏꯗ-ꯉꯥꯝꯗꯕ ꯑꯗꯨ ꯅꯦꯚꯤꯒꯦꯁꯟ ꯇꯧꯕ ꯉꯝꯈꯤ꯫ ꯑꯗꯨꯅ ꯃꯊꯪꯒꯤ ꯃꯇꯝꯗ ꯅꯍꯥꯛꯅ ꯈꯪꯗꯕ ꯋꯥꯐꯝꯁꯤꯡꯒ ꯊꯦꯡꯅꯔꯛꯄ ꯃꯇꯝꯗ, ꯃꯁꯤ ꯆꯥꯎꯈꯠꯄꯒꯤ ꯈꯨꯗꯣꯡꯆꯥꯕ ꯑꯃꯅꯤ ꯍꯥꯢꯕꯁꯤ ꯅꯤꯡꯁꯤꯡꯕꯤꯌꯨ, ꯑꯃꯁꯨꯡ ꯃꯁꯤꯕꯨ ꯂꯧꯁꯤꯟꯗꯨꯅ ꯅꯍꯥꯛꯅ ꯅꯍꯥꯛꯀꯤ ꯏꯁꯥꯒꯤ ꯍꯦꯟꯅ ꯐꯕ ꯚꯔꯖꯟ ꯑꯃ ꯑꯣꯏꯕ ꯉꯝꯒꯅꯤ꯫